ꯃꯈꯥꯗꯥ ꯄꯤꯔꯤꯕꯥ ꯋꯥꯍꯩ ꯑꯁꯤ ꯈ꯭ꯋꯥꯏꯗꯒꯤ ꯐꯕ ꯃꯑꯣꯡꯗ ꯁꯦꯝꯗꯣꯛ-ꯁꯦꯝꯖꯤꯟ ꯇꯧꯕ ꯋꯥꯍꯩ ꯑꯗꯨ ꯈꯜꯂꯨ: ꯔꯣꯕꯣꯠ ꯑꯃꯁꯨꯡ ꯑꯥꯔꯇꯤꯐꯤꯁꯤꯑꯦꯜ ꯏꯟꯇꯤꯂꯤꯖꯦꯟꯁꯅ ꯕꯤꯖꯤꯅꯦꯁ ꯀꯌꯥꯒꯤ ꯊꯕꯛ ꯇꯧꯕꯒꯤ ꯃꯑꯣꯡ ꯃꯇꯧꯗ ꯌꯥꯝꯅ ꯆꯥꯎꯅ ꯑꯍꯣꯡꯕ ꯄꯨꯔꯛꯂꯦ꯫ ꯀꯁꯇꯃꯔ ꯁꯔꯕꯤꯁ ꯃꯦꯟꯌꯨꯐꯦꯛꯆꯔꯤꯡ ꯑꯃꯁꯨꯡ ꯇꯦꯁꯇꯤꯡꯒꯨꯝꯕ ꯈꯨꯠꯅ ꯇꯧꯕ ꯊꯕꯛ ꯀꯌꯥ ꯑꯃ ꯑꯥꯔꯇꯤꯐꯤꯁꯤꯑꯦꯜ ꯏꯟꯇꯤꯂꯤꯖꯦꯟꯁ ꯅ ꯊꯧꯕꯥ ꯕꯣꯠꯁꯤꯡ ꯁꯤꯖꯤꯟꯅꯗꯨꯅ ꯑꯣꯇꯣꯃꯦꯇꯤꯛ ꯑꯣꯏꯅ ꯄꯥꯢꯈꯠꯂꯤ꯫ ꯑꯣꯇꯣꯃꯦꯁꯟꯗ ꯑꯍꯣꯡꯕ ꯑꯁꯤꯅ ꯀꯝꯄꯦꯅꯤꯁꯤꯡꯗ ꯃꯃꯜ ꯍꯟꯊꯍꯟꯕ ꯑꯃꯁꯨꯡ ꯄꯣꯠꯊꯣꯛ ꯍꯦꯟꯒꯠꯍꯟꯕ ꯉꯝꯍꯜꯂꯦ꯫ ꯑꯥꯔꯇꯤꯐꯤꯁꯤꯑꯦꯜ ꯏꯟꯇꯤꯂꯤꯖꯦꯟꯁ ꯅꯥ ꯊꯧꯕ ꯕꯣꯠꯁꯤꯡ ꯑꯁꯤ ꯕꯤꯖꯤꯅꯦꯁꯁꯤꯡꯅ ꯑꯣꯇꯣꯃꯦꯁꯟꯒꯤꯗꯃꯛꯇ ꯁꯤꯖꯤꯟꯅꯔꯤ ꯃꯔꯨꯑꯣꯏꯅ ꯀꯁꯇꯃꯔ ꯁꯔꯕꯤꯁ, ꯃꯦꯅ꯭ꯌꯨꯐꯦꯛꯆꯔꯤꯡ ꯑꯃꯁꯨꯡ ꯇꯦꯁꯇꯤꯡꯗ ꯃꯁꯤꯅ ꯃꯃꯜ ꯍꯟꯊꯍꯟꯕ ꯑꯃꯁꯨꯡ ꯄꯣꯠꯊꯣꯛ ꯍꯦꯟꯒꯠꯍꯟꯕ ꯉꯝꯍꯜꯂꯤ꯫ ꯐꯨꯗ ꯏꯟꯗꯁꯇ꯭ꯔꯤꯒꯤ ꯀꯝꯄꯦꯅꯤ ꯑꯃꯒꯤ ꯂꯣꯒꯣ ꯑꯃ ꯗꯤꯖꯥꯏꯟ ꯇꯧꯕꯥ꯫ ꯐꯨꯗ ꯏꯟꯗꯁꯇ꯭ꯔꯤꯗ ꯂꯩꯕꯥ ꯀꯝꯄꯦꯅꯤ ꯑꯃꯒꯤꯗꯃꯛ ꯂꯣꯒꯣ ꯑꯃ ꯗꯤꯖꯥꯏꯟ ꯇꯧꯕꯗ ꯑꯍꯥꯟꯕ ꯈꯣꯡꯊꯥꯡꯗꯤ ꯀꯝꯄꯦꯅꯤ ꯑꯗꯨꯒꯤ ꯃꯇꯥꯡꯗ ꯃꯈꯣꯢꯅ ꯁꯦꯝꯂꯤꯕ ꯆꯤꯟꯖꯥꯛꯀꯤ ꯃꯈꯜ ꯃꯈꯣꯢꯒꯤ ꯇꯥꯔꯒꯦꯠ ꯑꯣꯗꯤꯁꯟ ꯑꯃꯁꯨꯡ ꯃꯈꯣꯢꯒꯤ ꯑꯄꯨꯟꯕ ꯕ꯭ꯔꯥꯟꯗ ꯚꯦꯜꯌꯨꯁꯤꯡ ꯑꯃꯁꯨꯡ ꯐꯖꯕ ꯃꯑꯣꯡꯗꯒꯨꯝꯕ ꯏꯟꯐꯣꯔꯃꯦꯁꯟ ꯍꯦꯟꯅꯥ ꯈꯣꯝꯖꯤꯟꯕꯅꯤ꯫ ꯃꯗꯨꯒꯤ ꯃꯇꯨꯡꯗ ꯂꯣꯒꯣ ꯑꯁꯤꯅ ꯀꯝꯄꯦꯅꯤ ꯑꯁꯤꯒꯤ ꯚꯦꯜꯌꯨꯁꯤꯡ ꯑꯃꯁꯨꯡ ꯄꯣꯠꯊꯣꯛꯁꯤꯡ ꯑꯗꯨ ꯐꯣꯡꯗꯣꯛꯂꯤꯕ ꯄꯣꯠꯁꯤꯡ ꯌꯥꯎꯍꯟꯒꯅꯤ ꯑꯃꯁꯨꯡ ꯃꯈꯣꯢꯒꯤ ꯇꯥꯔꯒꯦꯠ ꯑꯣꯗꯤꯁꯟꯗ ꯌꯥꯝꯅ ꯅꯨꯡꯉꯥꯏꯕ ꯐꯥꯎꯒꯅꯤ꯫ ꯈꯨꯗꯝ ꯑꯣꯏꯅ ꯀꯔꯤꯒꯨꯝꯕ ꯀꯝꯄꯦꯅꯤ ꯑꯁꯤ ꯑꯅꯧꯕ ꯑꯣꯔꯒꯥꯅꯤꯛ ꯑꯣꯏꯕ ꯄꯣꯠꯂꯝꯁꯤꯡꯗ ꯃꯤꯠꯌꯦꯡ ꯊꯝꯕ ꯐꯥꯔꯝ-ꯇꯨ-ꯇꯦꯕꯜ ꯔꯦꯁꯇꯣꯔꯦꯟꯇ ꯑꯃ ꯑꯣꯏꯔꯕꯗꯤ ꯂꯣꯒꯣ ꯑꯁꯤꯗ ꯐꯣꯔꯛ ꯅꯠꯇ꯭ꯔꯒ ꯆꯤꯟꯖꯥꯛꯁꯤꯡꯒꯤ ꯄ꯭ꯂꯦꯠꯐꯣꯔꯝ ꯑꯃ ꯌꯥꯎꯕ ꯌꯥꯕ ꯄꯣꯠ ꯆꯩꯁꯤꯡ ꯑꯁꯤ ꯂꯐꯣꯏ, ꯂꯩ ꯅꯠꯇ꯭ꯔꯒ ꯑꯇꯣꯞꯄ ꯃꯍꯧꯁꯥꯒꯤ ꯄꯣꯠꯁꯤꯡꯅ ꯁꯦꯝꯖꯤꯟ ꯁꯥꯖꯤꯟꯕꯗ ꯀꯨꯞꯁꯤꯟꯕ ꯌꯥꯏ꯫ ꯃꯌꯦꯛ ꯑꯁꯤ ꯏꯆꯝ ꯆꯝꯕ ꯑꯃꯁꯨꯡ ꯐꯖꯕ ꯑꯣꯏꯕ ꯌꯥꯏ ꯃꯁꯤꯅ ꯔꯦꯁꯇꯣꯔꯦꯟꯇ ꯑꯁꯤꯅ ꯑꯋꯥꯡꯕ ꯊꯥꯛꯀꯤ ꯄꯣꯠꯂꯝꯁꯤꯡ ꯑꯃꯁꯨꯡ ꯏꯆꯝ ꯆꯝꯕ ꯐꯖꯔꯕ ꯆꯥꯛꯁꯪꯁꯤꯡꯗ ꯊꯝꯂꯤꯕꯥ ꯋꯥꯁꯛ ꯑꯗꯨ ꯎꯠꯂꯤ꯫ ꯑꯃꯔꯣꯝꯗ ꯀꯔꯤꯒꯨꯝꯕꯥ ꯀꯝꯄꯦꯅꯤ ꯑꯁꯤ ꯕꯔꯒꯥꯔ ꯑꯃꯁꯨꯡ ꯐ꯭ꯔꯥꯏꯁꯤꯡꯗ ꯑꯈꯟꯅꯕ ꯃꯤꯠꯌꯦꯡ ꯊꯝꯕ ꯐꯥꯁ꯭ꯠ ꯐꯨꯗ ꯆꯦꯟ ꯑꯃ ꯑꯣꯏꯔꯕꯗꯤ ꯂꯣꯒꯣ ꯑꯁꯤꯗ ꯑꯉꯥꯡꯕ ꯑꯃꯁꯨꯡ ꯍꯥꯒꯥꯝꯄꯥꯟꯒꯨꯝꯕꯅ ꯃꯌꯦꯛ ꯑꯆꯧꯕꯅ ꯃꯌꯦꯛ ꯁꯦꯡꯕ ꯃꯆꯨꯁꯤꯡ ꯌꯥꯎꯕ ꯌꯥꯏ ꯃꯁꯤꯗꯥ ꯁꯥꯟꯅꯄꯣꯠꯀꯤ ꯃꯌꯦꯛꯁꯤꯡ ꯑꯃꯁꯨꯡ ꯕꯔꯒꯥꯔ, ꯐ꯭ꯔꯥꯏ ꯅꯠꯇ꯭ꯔꯒ ꯀꯥꯔꯇꯨꯟꯒꯤ ꯆꯥꯛ ꯊꯣꯡꯕꯒꯤ ꯁꯛꯇꯝꯁꯤꯡ ꯌꯥꯎꯕ ꯌꯥꯏ꯫ ꯂꯤꯆꯠ ꯑꯔꯣꯏꯕꯗ ꯂꯣꯒꯣ ꯗꯤꯖꯥꯏꯟ ꯑꯁꯤꯅ ꯀꯝꯄꯦꯅꯤꯒꯤ ꯃꯔꯨꯑꯣꯏꯕ ꯚꯦꯜꯌꯨꯁꯤꯡ ꯄꯣꯠꯊꯣꯛꯁꯤꯡ ꯑꯃꯁꯨꯡ ꯄꯔꯁꯣꯅꯦꯂꯤꯇꯤ ꯑꯗꯨ ꯐꯣꯡꯗꯣꯛꯀꯗꯕꯅꯤ ꯑꯃꯁꯨꯡ ꯀꯝꯄꯦꯅꯤꯒꯤ ꯇꯥꯔꯒꯦꯠ ꯑꯣꯗꯤꯁꯟꯗ ꯐꯖꯅ ꯈꯡꯕ ꯑꯃꯁꯨꯡ ꯅꯤꯡꯁꯤꯡꯅꯤꯡꯉꯥꯏ ꯑꯣꯏꯕ ꯑꯣꯏꯒꯗꯕꯅꯤ꯫